ꯃꯤꯑꯣꯏ ꯑꯃꯅꯥ ꯃꯄꯥꯟꯗꯥ ꯇꯨꯝꯕꯥ ꯌꯥꯕꯒꯤ ꯃꯑꯣꯡ ꯑꯃꯥ ꯐꯣꯡꯗꯣꯛꯎ꯫ ꯀ꯭ꯔꯤꯀꯦꯠꯀꯤ ꯈꯣꯟꯖꯦꯜ ꯑꯃꯁꯨꯡ ꯃꯇꯝ ꯃꯇꯝꯒꯤ ꯑꯣꯏꯅꯥ ꯎꯆꯦꯛ ꯑꯃꯒꯤ ꯍꯨꯔꯥꯟꯕꯥ ꯈꯣꯟꯖꯦꯜꯅꯥ ꯅꯨꯡꯁꯤꯠꯄꯨ ꯃꯄꯨꯡ ꯐꯥꯍꯜꯂꯤ, ꯃꯁꯤꯒꯥ ꯂꯣꯏꯅꯅꯥ ꯅꯨꯃꯤꯗꯥꯡꯒꯤ ꯅꯨꯡꯁꯤꯠꯇꯥ ꯃꯄꯥꯟꯒꯤ ꯇꯞꯅꯥ ꯇꯞꯅꯥ ꯈꯣꯟꯖꯦꯜ ꯊꯣꯛꯏ꯫ ꯂꯝꯗꯝ ꯑꯃꯒꯤ ꯑꯋꯥꯡꯕꯥ ꯃꯍꯩ ꯃꯔꯣꯡꯁꯤꯡꯒꯤ ꯃꯔꯛꯇꯥ ꯆꯦꯟꯊꯔꯛꯄꯥ ꯃꯤꯑꯣꯏ ꯑꯃꯅꯥ ꯑꯁꯥꯕꯥ ꯇꯨꯝꯕꯥ ꯌꯥꯕꯥ ꯄꯣꯠꯁꯛ ꯑꯃꯗꯥ ꯀꯨꯞꯁꯤꯟꯗꯨꯅꯥ ꯂꯩꯔꯤ, ꯌꯥꯝꯅꯥ ꯊꯨꯅꯥ ꯇꯨꯝꯂꯤ꯫ ꯀꯦꯝꯄꯔ ꯑꯗꯨꯒꯤ ꯃꯥꯏꯊꯣꯡ ꯑꯗꯨ ꯅꯤꯡꯊꯤꯖꯅꯥ ꯑꯃꯁꯨꯡ ꯁꯥꯟꯇꯤ ꯂꯩ, ꯃꯈꯣꯏꯒꯤ ꯈꯔꯥ ꯂꯥꯞꯊꯣꯛꯂꯕꯥ ꯃꯃꯤꯠꯁꯤꯡ ꯑꯗꯨꯗꯒꯤ ꯇꯔꯨ ꯇꯅꯥꯟꯕꯥ ꯁ꯭ꯋꯔ ꯍꯣꯟꯕꯁꯤꯡ ꯑꯗꯨ ꯂꯥꯞꯊꯣꯛꯅꯥ ꯂꯩ꯫ ꯃꯅꯥꯛ ꯅꯛꯄꯗꯥ ꯑꯄꯤꯛꯄꯥ ꯀꯦꯝꯄ ꯐꯥꯏꯔ ꯑꯃꯅꯥ ꯆꯦꯟꯊꯔꯛꯏ, ꯃꯗꯨꯒꯤ ꯑꯁꯥꯡꯕꯥ ꯃꯉꯥꯜꯅꯥ ꯑꯀꯣꯏꯕꯗꯥ ꯂꯩꯔꯤꯕꯥ ꯎꯄꯥꯜꯁꯤꯡꯗꯥ ꯅꯥꯠꯀꯤ ꯑꯣꯏꯕꯥ ꯁꯦꯡꯂꯕꯥ ꯃꯉꯥꯜꯁꯤꯡ ꯑꯗꯨ ꯆꯦꯟꯊꯔꯛꯏ꯫ ꯄꯨꯝꯅꯃꯛ ꯅꯤꯡꯊꯤꯖꯅꯥ ꯂꯩꯔꯤ ꯇꯨꯝꯕꯥ ꯅꯨꯡꯉꯥꯏꯔꯕꯥ ꯃꯐꯝ ꯑꯁꯤꯗꯥ, ꯀꯦꯝꯄꯔꯅꯥ ꯃꯍꯧꯁꯥꯒꯤ ꯐꯤꯚꯝꯗꯥ ꯀꯨꯞꯁꯤꯜꯂꯒꯥ ꯅꯨꯡꯉꯥꯏꯅ ꯇꯨꯝꯂꯤ꯫ ꯂꯥꯞꯅꯥ ꯂꯩꯕꯥ ꯃꯐꯝꯗꯥ ꯐ꯭ꯔꯣꯛꯁꯤꯡꯒꯤ ꯇꯔꯨ ꯇꯅꯥꯟꯕꯥ ꯀꯣꯔꯁ ꯑꯃꯥ ꯇꯥꯕꯥ ꯐꯪꯏ, ꯃꯁꯤꯅꯥ ꯅꯨꯃꯤꯗꯥꯡꯒꯤ ꯂꯨꯂꯥꯕꯤꯗꯥ ꯑꯍꯦꯟꯕꯥ ꯄꯤꯔꯤ꯫ ꯇꯔꯨ ꯇꯅꯥꯟꯕꯥ ꯊꯥꯒꯤ ꯃꯉꯥꯜꯅꯥ ꯃꯤꯑꯣꯏ ꯑꯗꯨꯒꯤ ꯃꯊꯛꯇꯥ ꯆꯦꯟꯊꯔꯛꯏ, ꯃꯈꯣꯏꯕꯨ ꯇꯔꯥꯝꯅꯥ ꯑꯣꯛꯄꯒꯤ ꯃꯑꯣꯡꯗꯥ ꯁꯥꯟꯇꯤ ꯂꯩꯅꯥ ꯃꯪꯂꯥꯟ ꯑꯃꯗꯥ ꯂꯨꯞꯁꯤꯜꯂꯤ꯫ ꯇꯤꯝ ꯃꯁꯤꯡꯒꯤꯗꯃꯛꯇꯥ ꯃꯇꯝ ꯂꯦꯞꯄꯒꯤ ꯃꯇꯥꯡꯗꯥ ꯋꯥꯔꯦꯞ ꯂꯧꯕꯗꯥ ꯑꯍꯣꯡꯕꯥ ꯄꯨꯔꯛꯅꯕꯥ ꯄꯥꯝꯕꯩ ꯑꯃꯥ ꯄꯤꯌꯨ꯫ ꯇꯤꯝꯁꯤꯡꯒꯤ ꯃꯇꯝ ꯂꯦꯞꯄꯥ ꯐꯒꯠꯍꯟꯅꯕꯒꯤ ꯏꯐꯦꯛꯇꯤꯞ ꯑꯣꯏꯕꯥ ꯄꯥꯝꯕꯩ ꯑꯃꯗꯤ ꯄ꯭ꯔꯣꯖꯦꯛ ꯃꯦꯅꯦꯖꯃꯦꯟ ꯇꯨꯜ ꯑꯃꯥ ꯁꯤꯖꯤꯟꯅꯕꯥ ꯏꯝꯄ꯭ꯂꯤꯃꯦꯟ ꯇꯧꯕꯅꯤ꯫ ꯇ꯭ꯔꯦꯂꯣ, ꯃꯣꯟꯗꯦꯝ ꯅꯠꯇ꯭ꯔꯒꯥ ꯑꯁꯥꯅꯥꯒꯨꯝꯕꯥ ꯈꯨꯠꯂꯥꯏꯁꯤꯡ ꯑꯁꯤꯅꯥ ꯇꯤꯝꯁꯤꯡꯗꯥ ꯃꯈꯣꯏꯒꯤ ꯊꯕꯛꯁꯤꯡ ꯑꯃꯁꯨꯡ ꯄ꯭ꯔꯣꯖꯦꯛꯁꯤꯡ ꯊꯧꯔꯥꯡ ꯇꯧꯕꯥ, ꯑꯣꯔꯒꯅꯥꯏꯖ ꯇꯧꯕꯥ ꯑꯃꯁꯨꯡ ꯃꯔꯨ ꯑꯣꯏꯅꯥ ꯂꯧꯕꯗꯥ ꯃꯇꯦꯡ ꯄꯥꯡꯕꯥ ꯉꯝꯒꯅꯤ ꯑꯃꯁꯨꯡ ꯃꯈꯣꯏꯒꯤ ꯄ꯭ꯔꯣꯒ꯭ꯔꯦꯁ ꯑꯗꯨ ꯔꯤꯑꯦꯜ-ꯇꯥꯏꯝꯗꯥ ꯌꯦꯡꯁꯤꯟꯕꯥ ꯉꯝꯒꯅꯤ꯫ ꯃꯁꯤꯅꯥ ꯀꯔꯝꯅꯥ ꯊꯕꯛ ꯇꯧꯕꯒꯦ ꯍꯥꯏꯕꯗꯨ ꯃꯈꯥꯗꯥ ꯄꯤꯔꯤ, ꯃꯌꯦꯛ ꯁꯦꯡꯕꯥ ꯄꯥꯟꯗꯝꯝꯁꯤꯡ ꯊꯝꯕꯥ: ꯄ꯭ꯔꯣꯖꯦꯛꯇ ꯈꯨꯗꯤꯡꯃꯛꯀꯤ ꯃꯌꯦꯛ ꯁꯦꯡꯕꯥ, ꯐꯪꯕꯥ ꯉꯝꯕꯥ ꯄꯥꯟꯗꯝꯁꯤꯡ ꯑꯃꯁꯨꯡ ꯑꯔꯣꯏꯕꯥ ꯃꯇꯝ ꯂꯦꯞꯊꯣꯛꯇꯨꯅꯥ ꯍꯧꯒꯗꯕꯅꯤ꯫ ꯄ꯭ꯔꯣꯖꯦꯛꯁꯤꯡ ꯑꯗꯨ ꯑꯄꯤꯛꯄꯥ ꯊꯕꯛꯁꯤꯡꯗꯥ ꯈꯥꯏꯗꯣꯛꯄꯥ ꯑꯃꯁꯨꯡ ꯃꯈꯣꯏꯕꯨ ꯃꯤꯑꯣꯏ ꯑꯃꯃꯝꯒꯤ ꯇꯤꯝ ꯃꯦꯝꯕꯔꯁꯤꯡꯗꯥ ꯁꯤꯟꯅꯒꯗꯕꯅꯤ꯫ ꯊꯕꯛꯁꯤꯡꯗꯥ ꯃꯔꯨ ꯑꯣꯏꯕꯥ ꯄꯤꯕꯥ: ꯃꯈꯣꯏꯒꯤ ꯃꯔꯨꯑꯣꯏꯕꯥ ꯑꯃꯁꯨꯡ ꯈꯨꯗꯛꯀꯤ ꯑꯣꯏꯕꯥ ꯊꯕꯛꯁꯤꯡꯗꯥ ꯌꯨꯝꯐꯝ ꯑꯣꯏꯔꯒꯥ ꯊꯕꯛꯁꯤꯡ ꯃꯔꯨ ꯑꯣꯏꯕꯥ ꯄꯤꯒꯗꯕꯅꯤ꯫ ꯃꯁꯤꯅꯥ ꯇꯤꯝ ꯑꯗꯨꯕꯨ ꯑꯍꯥꯟꯕꯗꯥ ꯈ꯭ꯋꯥꯏꯗꯒꯤ ꯃꯔꯨꯑꯣꯏꯕꯥ ꯊꯕꯛꯁꯤꯡꯗꯥ ꯃꯤꯠꯌꯦꯡ ꯊꯝꯕꯗꯥ ꯃꯇꯦꯡ ꯄꯥꯡꯕꯥ ꯉꯝꯒꯅꯤ, ꯑꯗꯨꯒꯥ ꯀꯔꯤꯒꯨꯝꯕꯥ ꯑꯃꯠꯇꯥ ꯀ꯭ꯔꯦꯛꯁꯤꯡꯗꯥ ꯆꯦꯟꯊꯈꯤꯗꯅꯕꯥ ꯁꯣꯏꯗꯅꯥ ꯌꯦꯡꯁꯤꯟꯕꯥ ꯉꯝꯒꯅꯤ꯫ ꯁꯦꯌꯥꯔ ꯇꯧꯔꯕꯥ ꯀꯦꯂꯦꯟꯗꯔ ꯑꯃꯅꯥ ꯑꯔꯣꯏꯕꯥ ꯃꯇꯝ, ꯃꯤꯐꯝ ꯑꯃꯁꯨꯡ ꯃꯥꯏꯜꯁ꯭ꯇꯣꯟ ꯄꯨꯝꯅꯃꯛ ꯃꯐꯝ ꯑꯃꯗꯥ ꯎꯠꯇꯨꯅꯥ ꯃꯤꯄꯨꯝ ꯈꯨꯗꯤꯡꯃꯛꯄꯨ ꯄꯦꯖ ꯑꯃꯗꯥ ꯊꯝꯕꯗꯥ ꯃꯇꯦꯡ ꯄꯥꯡꯒꯅꯤ꯫ ꯊꯕꯛ ꯈꯨꯗꯤꯡꯃꯛ ꯂꯝꯕꯤꯗꯥ ꯆꯠꯂꯤ ꯍꯥꯏꯕꯥ ꯁꯣꯏꯗꯅꯥ ꯈꯪꯗꯣꯛꯅꯕꯥ ꯊꯕꯛ ꯑꯃꯁꯨꯡ ꯄ꯭ꯔꯣꯖꯦꯛ ꯈꯨꯗꯤꯡꯃꯛꯀꯤ ꯄ꯭ꯔꯣꯒ꯭ꯔꯦꯁ ꯆꯥꯡ ꯅꯥꯏꯅꯥ ꯌꯦꯡꯁꯤꯟꯒꯗꯕꯅꯤ꯫ ꯕꯣꯇꯜꯅꯦꯛ ꯅꯠꯇ꯭ꯔꯒꯥ ꯏꯁꯨ ꯑꯃꯍꯦꯛꯇꯕꯨ ꯇꯣꯏꯅꯥ ꯈꯪꯗꯣꯛꯎ ꯑꯃꯁꯨꯡ ꯃꯗꯨꯒꯤ ꯃꯇꯨꯡꯏꯟꯅꯥ ꯄ꯭ꯂꯥꯟ ꯑꯗꯨ ꯁꯦꯝꯗꯣꯛ-ꯁꯦꯝꯖꯤꯟ ꯇꯧ꯫ ꯄ꯭ꯔꯣꯖꯦꯛꯁꯤꯡꯒꯤ ꯄ꯭ꯔꯣꯒ꯭ꯔꯦꯁ ꯑꯃꯁꯨꯡ ꯃꯊꯪꯒꯤ ꯈꯣꯡꯊꯥꯡꯁꯤꯡꯒꯤ ꯃꯇꯥꯡꯗꯥ ꯈꯟꯅꯅꯕꯥ ꯆꯥꯡ ꯅꯥꯏꯅꯥ ꯇꯤꯝꯒꯤ ꯃꯤꯐꯝꯁꯤꯡ ꯄꯥꯡꯊꯣꯛꯀꯗꯕꯅꯤ꯫ ꯃꯁꯤꯅꯥ ꯃꯤꯄꯨꯝ ꯈꯨꯗꯤꯡꯃꯛꯄꯨ ꯑꯦꯂꯥꯏꯟꯁ ꯑꯣꯏꯅꯥ ꯊꯝꯕꯗꯥ ꯑꯃꯁꯨꯡ ꯀꯃꯟ ꯑꯣꯏꯕꯥ ꯄꯥꯟꯗꯝꯁꯤꯡ ꯐꯪꯕꯒꯤ ꯃꯤꯠꯌꯦꯡ ꯊꯝꯕꯗꯥ ꯃꯇꯦꯡ ꯄꯥꯡꯕꯥ ꯉꯝꯒꯅꯤ꯫ ꯄ꯭ꯔꯣꯖꯦꯛꯇ ꯃꯦꯅꯦꯖꯃꯦꯟꯇ ꯇꯨꯜ ꯑꯃꯥ ꯁꯤꯖꯤꯟꯅꯗꯨꯅꯥ ꯇꯤꯝꯁꯤꯡꯅꯥ ꯃꯈꯣꯏꯒꯤ ꯃꯇꯝ ꯂꯦꯞꯄꯗꯥ ꯑꯍꯣꯡꯕꯥ ꯄꯨꯔꯛꯄꯥ ꯉꯝꯒꯅꯤ, ꯄꯣꯠꯊꯣꯛ ꯍꯦꯟꯒꯠꯍꯟꯕꯥ ꯉꯝꯒꯅꯤ ꯑꯃꯁꯨꯡ ꯃꯈꯣꯏꯒꯤ ꯄꯥꯟꯗꯝꯁꯤꯡꯒꯤ ꯃꯥꯏꯀꯩꯗꯥ ꯍꯦꯟꯅꯥ ꯏꯐꯤꯁꯤꯌꯦꯟ ꯑꯣꯏꯅꯥ ꯊꯕꯛ ꯇꯧꯕꯥ ꯉꯝꯒꯅꯤ꯫